ꯑꯉꯥꯡ ꯑꯗꯨ ꯁꯤꯗ ꯄꯨꯔꯛꯎ꯫" ꯃꯈꯣꯜꯗꯨ ꯂꯥꯛꯄ ꯃꯥꯢꯊꯩꯗ ꯆꯠꯂꯗꯨꯅ ꯅꯤꯡꯊꯧ ꯃꯅꯥꯢꯁꯤꯡꯗꯨꯅ ꯃꯇꯩ ꯃꯅꯥꯎ ꯑꯗꯨꯒꯤ ꯃꯌꯨꯝ ꯌꯧꯔꯛꯂꯝꯃꯤ꯫ "ꯌꯨꯝꯁꯤꯕꯨ ꯃꯤ ꯂꯩꯕꯔꯣ?"ꯃꯈꯣꯢꯅ ꯍꯪꯂꯝꯃꯤ꯫ ꯅꯨꯄꯥ ꯑꯗꯨ ꯊꯣꯛꯂꯛꯏ,"ꯅꯤꯡꯊꯧ ꯅ ꯅꯈꯣꯢ ꯒꯤ ꯑꯉꯥꯡ ꯑꯗꯨ ꯀꯣꯅꯨꯡ ꯗ ꯄꯨꯔꯛꯅꯕ ꯌꯥꯊꯪ ꯇꯥꯎꯊꯔꯛꯂꯤ꯫"ꯃꯈꯣꯢꯅ ꯃꯇꯩ ꯃꯅꯥꯎ ꯑꯗꯨꯗ ꯍꯥꯢ꯫ ꯅꯨꯄꯥ ꯑꯗꯨ ꯆꯃꯝꯅꯔꯝꯃꯤ꯫ ꯃꯈꯣꯢꯅ ꯍꯥꯢꯔꯤꯕꯗꯨ ꯀꯔꯤꯅꯣ ꯈꯪꯂꯝꯗꯦ꯫ ꯅꯤꯡꯊꯧ ꯃꯅꯥꯢꯁꯤꯡꯗꯨꯅ ꯅꯝꯗꯨꯅ ꯏꯃꯨꯡꯗ ꯆꯪꯏ꯫ ꯑꯉꯥꯡ ꯃꯃꯥ ꯑꯗꯨ ꯑꯉꯥꯡ ꯁꯨꯝꯅꯅꯕ ꯍꯣꯠꯅꯔꯝꯃꯤ꯫ ꯑꯉꯥꯡ ꯃꯃꯥ ꯑꯗꯨ ꯒꯤ ꯌꯥꯅꯤꯡꯗꯕꯗꯨ ꯎꯕꯗ ꯅꯤꯡꯊꯧ ꯃꯅꯥꯢꯁꯤꯡꯗꯨꯅ ꯅꯝꯗꯨꯅ ꯑꯉꯥꯡ ꯑꯗꯨ ꯃꯨꯟꯗꯨꯅ ꯀꯣꯅꯨꯡ ꯗ ꯄꯨꯔꯛꯂꯝꯃꯤ꯫ ꯑꯉꯥꯡ ꯅꯨꯄꯥ ꯃꯆꯥ ꯑꯗꯨ ꯀꯞꯄ ꯂꯦꯞꯂꯝꯗꯦ꯫ ꯅꯤꯡꯊꯧ ꯅ ꯃꯗꯨ ꯎꯕꯗ ꯑꯉꯥꯡ ꯑꯗꯨ ꯂꯩꯄꯥꯛꯇ ꯐꯨꯝꯖꯤꯟꯈꯤꯅꯕ (ꯂꯩꯔꯣꯟ ꯆꯟꯈꯤꯅꯕ) ꯃꯊꯪꯒꯤ ꯅꯨꯃꯤꯠꯇ ꯍꯥꯢꯅ ꯍꯥꯢꯔꯝꯃꯤ꯫ ꯑꯁꯨꯝꯅ, ꯑꯉꯥꯡ ꯑꯗꯨ ꯃꯤꯍꯥꯠꯄ ꯅꯨꯄꯥ ꯑꯃꯗ ꯈꯨꯠꯁꯤꯟꯅꯔꯝꯃꯤ꯫ ꯃꯇꯩ ꯃꯅꯥꯎ ꯑꯗꯨꯅ ꯄꯥꯎ ꯑꯗꯨ ꯇꯥꯔꯝꯃꯤ꯫ ꯃꯈꯣꯢ ꯇꯨꯝꯕ ꯌꯥꯔꯝꯗꯦ꯫ ꯅꯨꯄꯤ ꯑꯗꯨꯅ ꯎꯏꯔꯨꯝ ꯎꯏꯔꯨꯝ ꯇꯧꯔꯛꯄꯗ ꯀꯅꯥꯅꯣ ꯑꯃ ꯃꯃꯪꯗ ꯂꯦꯞꯂꯝꯃꯤ꯫ "ꯅꯪꯒꯤ ꯑꯉꯥꯡ ꯑꯗꯨ ꯍꯌꯦꯡ ꯂꯩꯄꯥꯛꯇ ꯐꯨꯝꯖꯤꯟꯈ꯭ꯔꯅꯤ꯫ ꯅꯈꯣꯢꯕꯥꯅꯤ ꯃꯣꯡꯐꯝ ꯑꯃ ꯁꯦꯝꯃꯨ꯫ ꯅꯨꯡ ꯑꯃꯃꯝ ꯊꯥꯊꯔꯝꯃꯨ ꯃꯐꯝꯗꯨꯗ ꯑꯗꯨꯒ ꯇꯨꯡ ꯍꯟꯅ ꯌꯦꯡꯂꯝꯗꯅ ꯅꯌꯨꯝꯗ ꯆꯠꯈꯣ꯫ ꯌꯨꯝꯗ ꯐꯃꯨꯡꯗ ꯑꯉꯥꯡ ꯑꯗꯨ ꯑꯃꯨꯛ ꯂꯩꯔꯝꯒꯅꯤ꯫ ꯃꯍꯥꯛ ꯑꯃꯨꯛ ꯍꯟꯅ ꯀꯞꯂꯔꯣꯢ꯫"ꯅꯨꯄꯤ ꯑꯗꯨ ꯍꯧꯒꯠꯂꯝꯃꯤ꯫ ꯑꯗꯨꯒ ꯋꯥꯔꯤ ꯄꯨꯝꯕ ꯃꯥꯒꯤ ꯅꯨꯄꯥ ꯗ ꯂꯤꯔꯝꯃꯤ꯫ ꯃꯈꯣꯢꯅ ꯅꯤꯡꯊꯧꯒꯤ ꯃꯅꯥꯛꯇ ꯆꯠꯂꯝꯃꯤ꯫ "ꯏꯅꯤꯡꯊꯧ ꯏꯄꯨꯉꯣ! ꯑꯩꯈꯣꯢꯕꯨ ꯑꯉꯥꯡ ꯑꯗꯨ ꯑꯃꯨꯛꯇꯪ ꯎꯕ ꯐꯪꯍꯟꯕꯤꯌꯨ ꯑꯔꯣꯢꯕ ꯑꯣꯢꯅ꯫" ꯃꯈꯣꯢꯅ ꯍꯥꯢꯖꯔꯝꯃꯤ꯫ ꯅꯤꯡꯊꯧ ꯑꯗꯨ ꯃꯤꯅꯨꯡꯁꯤ ꯄꯣꯛꯇꯨꯅ ꯃꯈꯣꯢꯗ ꯌꯥꯕꯤꯔꯝꯃꯤ꯫ ꯃꯈꯣꯢ ꯃꯣꯡꯐꯝ ꯗ ꯆꯠꯄ ꯌꯥꯕꯤꯔꯝꯃꯤ꯫ ꯑꯉꯥꯡ ꯑꯗꯨ ꯒꯤ ꯍꯛꯆꯥꯡꯗꯨ ꯃꯣꯡꯐꯝ ꯗ ꯊꯝꯈꯤ꯫ ꯃꯈꯣꯢ ꯑꯅꯤ ꯌꯥꯝ ꯀꯞꯂꯝꯃꯤ꯫ ꯑꯉꯥꯡ ꯑꯗꯨ ꯒꯤ ꯍꯛꯆꯥꯡꯗꯨ ꯐꯖꯅ ꯂꯩꯄꯥꯛꯇ ꯐꯨꯝꯖꯤꯟꯈ꯭ꯔꯕ ꯃꯇꯨꯡꯗ ꯃꯇꯩ ꯃꯅꯥꯎ ꯅ ꯅꯨꯡ ꯑꯃꯃꯝ ꯃꯣꯡꯐꯝ ꯑꯗꯨꯗ ꯊꯥꯊꯔꯝꯃꯤ꯫ ꯑꯗꯨꯒ ꯃꯌꯨꯝꯗ ꯇꯨꯡ ꯍꯟꯅ ꯌꯦꯡꯂꯝꯗꯅ ꯂꯥꯛꯈꯤ꯫ ꯃꯈꯣꯢ ꯅ ꯀꯅꯥꯅꯣ ꯑꯃ ꯅ ꯇꯨꯡꯗ ꯏꯟꯅꯔꯛꯄꯒꯤ ꯃꯈꯣꯜ ꯇꯥꯔꯝꯃꯤ꯫ ꯇꯥꯕꯗ ꯇꯨꯡ ꯏꯟꯅꯔꯛꯂꯤꯕ ꯃꯤ ꯑꯗꯨ ꯎꯁꯥ ꯑꯃ ꯆꯤꯡꯗꯨꯅ ꯄꯨꯔꯛꯄꯒꯤ ꯃꯑꯣꯡ ꯃꯥꯜꯂꯤ꯫ "ꯁꯣꯔꯣ ꯁꯣꯔꯣ"ꯂꯥꯎꯕ ꯃꯈꯣꯜ ꯑꯃ ꯊꯣꯛꯂꯛꯄꯗꯨꯅ ꯅꯨꯄꯤ ꯑꯗꯨ ꯍꯦꯟꯅ ꯄꯥꯈꯠꯍꯜꯂꯤ꯫ ꯃꯈꯣꯢꯅ ꯃꯌꯨꯝꯒꯤ ꯊꯣꯡꯒꯥꯜ ꯍꯦꯛ ꯌꯧꯕꯒ, ꯅꯨꯄꯤ ꯑꯗꯨ ꯂꯣꯢꯅ ꯀꯥꯎꯈꯤꯗꯨꯅ ꯇꯨꯡ ꯗ ꯌꯦꯡꯂꯨꯏ꯫ ꯈꯨꯗꯛꯇꯨꯗ, ꯃꯥꯢꯔꯦꯟ ꯄꯥꯝꯕꯤ ꯑꯃ ꯃꯈꯣꯢ ꯒꯤ ꯆꯥꯛꯁꯪꯒꯤ ꯄꯥꯝꯕꯤ ꯊꯥꯐꯝ ꯃꯅꯥꯛꯇ ꯍꯧꯔꯝꯃꯤ꯫ ꯑꯉꯥꯡ ꯑꯗꯨ ꯐꯃꯨꯡꯗ ꯂꯩꯔꯝꯗꯦ꯫ ꯆꯍꯤ ꯈꯨꯗꯤꯡꯒꯤ ꯃꯥꯢꯔꯦꯟ ꯄꯥꯝꯕꯤ ꯑꯗꯨꯅ ꯆꯥꯛꯁꯪꯒꯤ ꯄꯥꯝꯕꯤ ꯊꯥꯐꯝ ꯑꯗꯨꯗ ꯃꯥꯢꯔꯦꯟ ꯃꯌꯥꯝ ꯄꯥꯜꯍꯜꯂꯝꯃꯤ꯫ ꯑꯗꯨꯕꯨ ꯃꯇꯩ ꯃꯅꯥꯎ ꯑꯗꯨꯅ ꯃꯥꯢꯔꯦꯟꯁꯤꯡꯗꯨ ꯀꯩꯗꯧꯅꯨꯡꯗ ꯆꯥꯔꯝꯗꯦ꯫ꯃꯔꯝꯗꯤ ꯃꯈꯣꯢ ꯅ ꯃꯥꯢꯔꯦꯟ ꯗꯨ ꯃꯆꯥꯗꯨꯅꯤ ꯈꯜꯂꯝꯃꯤ꯫ ꯃꯈꯣꯢ ꯅ ꯃꯈꯣꯢ ꯒꯤ ꯁꯥꯡꯂꯕ ꯄꯨꯟꯁꯤꯗꯨ ꯀꯞ ꯀꯞꯇꯨꯅ ꯂꯦꯜꯂꯝꯃꯤ꯫ ꯂꯧꯔꯛꯐꯝ "ꯑꯉꯥꯡ ꯗꯒꯤ ꯃꯥꯢꯔꯦꯟ ꯑꯣꯟꯕ" ꯋꯥꯔꯤ ꯑꯁꯤ "ꯐꯨꯡꯒꯥꯋꯥꯔꯤ,ꯑꯍꯨꯝ ꯁꯨꯕ ꯁꯔꯨꯛ" ꯍꯥꯢꯕ ꯂꯥꯢꯔꯤꯛꯇꯒꯤꯅꯤ꯫